ꯂꯤꯁꯤꯡ ꯑꯃ ꯆꯃꯥ ꯃꯄꯟ ꯃꯧꯗ꯭ꯔꯥ ꯇꯔꯨꯛꯇ ꯗꯦꯜꯅꯥ ꯋꯦꯕꯀꯤ ꯈꯨꯠꯊꯥꯡꯗꯥ ꯀꯝꯄ꯭ꯌꯨꯇꯔ ꯌꯣꯟꯕꯥ ꯍꯧꯈꯤ꯫ ꯆꯍꯤ ꯈꯨꯗꯨꯤꯡꯃꯛꯇꯗꯥ ꯃꯍꯥꯛꯅꯥ ꯀꯝꯄꯦꯅꯤꯅꯥ ꯑꯍꯥꯟꯕꯥ ꯁꯥꯏꯚꯔ ꯍꯧꯗꯣꯛꯈꯤ꯫ ꯐꯥꯔꯝ ꯑꯁꯤꯅꯥ ꯃꯤꯑꯣꯏ ꯃꯔꯐꯨ ꯊꯕꯛ ꯄꯤꯔꯤ ꯑꯃꯁꯨꯡ ꯅ꯭ꯌꯨ ꯌꯣꯔꯛ ꯁꯥꯟꯇꯥ ꯃꯣꯅꯤꯀꯥ ꯑꯃꯁꯨꯡ ꯂꯟꯗꯟꯗꯥ ꯑꯣꯐꯤꯁꯁꯤꯡ ꯂꯩꯔꯤ꯫ ꯗꯦꯜ ꯃꯁꯥꯃꯛ ꯅꯨꯃꯤꯠ ꯈꯨꯗꯤꯡꯒꯤ ꯑꯣꯄꯔꯦꯁꯟꯁꯤꯡꯗꯥ ꯁꯔꯨꯛ ꯌꯥꯗꯦ꯫ ꯃꯥꯔꯆ ꯃꯔꯤ ꯂꯤꯁꯤꯡ ꯑꯅꯤ ꯃꯔꯤꯗꯥ ꯗꯦꯜꯅꯥ ꯆꯤꯐ ꯑꯦꯛꯖꯤꯀ꯭ꯌꯨꯇꯤꯚ ꯑꯣꯐꯤꯁꯥꯔ ꯒꯤ ꯊꯕꯛ ꯊꯥꯗꯣꯛꯈꯤ ꯑꯗꯨꯕꯨ ꯗꯦꯜ ꯏꯅ꯭ꯁꯀꯤ ꯕꯣꯔꯗꯀꯤ ꯆꯦꯌꯔꯃꯦꯟ ꯑꯣꯏꯅꯥ ꯂꯩꯈꯤ꯫ ꯇꯨ ꯊꯥꯎꯖꯟ ꯊꯥꯔꯇꯤꯟꯗꯥ ꯃꯥꯏꯀꯦꯜ ꯗꯦꯜꯅꯥ ꯁꯤꯜꯚꯔ ꯂꯦꯛ ꯄꯥꯔꯇꯅꯔꯁ ꯃꯥꯏꯀ꯭ꯔꯣꯁꯣꯐꯠ ꯑꯃꯁꯨꯡ ꯂꯂꯣꯟꯕꯁꯤꯡꯒꯤ ꯀꯟꯁꯣꯔꯇꯤꯌꯨꯝ ꯑꯃꯒꯤ ꯃꯇꯦꯡꯅꯥ ꯗꯦꯜ ꯏꯟꯛ ꯑꯁꯤ ꯄ꯭ꯔꯥꯏꯕꯦꯠ ꯑꯣꯏꯅꯥ ꯂꯧꯈꯤ꯫ ꯌꯥꯅꯆꯦ ꯑꯁꯤ ꯗꯣꯜꯂꯔ ꯕꯤꯂꯤꯌꯟ ꯀꯨꯟꯃꯉꯥꯒꯤ ꯃꯃꯜ ꯑꯣꯏꯈꯤ ꯑꯃꯁꯨꯡ ꯃꯁꯤꯒꯤ ꯊꯥꯕꯛ ꯄꯥꯏꯈꯠꯄꯥ ꯃꯇꯝꯗꯥ ꯈꯨꯗꯣꯡꯆꯥꯗꯕꯥ ꯀꯌꯥ ꯃꯥꯌꯣꯛꯅꯈꯤ ꯍꯥꯏꯅꯥ ꯄꯥꯎꯗꯝꯂꯤ꯫ ꯅꯣꯠ ꯇꯧꯔꯕꯥ ꯔꯦꯖꯤꯁ꯭ꯇꯦꯟꯁ ꯑꯁꯤ ꯀꯥꯔꯜ ꯏꯀꯥꯏꯅꯥ ꯂꯥꯛꯈꯤ ꯑꯗꯨꯕꯨ ꯊꯥ ꯀꯌꯥꯒꯤ ꯃꯇꯨꯡꯗꯥ ꯃꯍꯥꯛ ꯈꯣꯡꯊꯥꯡ ꯊꯥꯡꯖꯤꯜꯂꯛꯈꯤ꯫ ꯃꯥꯏꯀꯦꯜ ꯗꯦꯜꯅꯥ ꯂꯅꯥꯏ ꯀꯝꯄꯦꯅꯤ ꯑꯁꯤꯗꯥ ꯍꯨꯝꯗ꯭ꯔꯥꯉꯥꯒꯤ ꯁꯔꯨꯛ ꯑꯃꯥ ꯐꯪꯈꯤ꯫ ꯖꯨꯂꯥꯏ ꯂꯤꯁꯤꯡ ꯑꯅꯤ ꯇꯔꯥꯗꯥ ꯗꯦꯜ ꯏꯅ꯭ꯂꯅꯥ ꯏꯟꯇꯦꯜ ꯀꯣꯔꯄꯣꯔꯦꯁꯟꯗꯒꯤ ꯐꯣꯡꯗꯣꯛꯈꯤꯗꯕꯥ ꯄꯦꯃꯦꯟꯠꯁꯤꯡꯒꯥ ꯃꯔꯤ ꯂꯩꯅꯅꯥ ꯐꯣꯡꯗꯣꯛꯄꯥ ꯑꯃꯁꯨꯡ ꯑꯦꯀꯥꯎꯟꯇꯤꯡ ꯐ꯭ꯔꯣꯗꯀꯤ ꯁꯦꯀ꯭ꯌꯨꯔꯤꯇꯤ ꯑꯃꯗꯥ ꯑꯦꯛꯆꯦꯟꯁ ꯀꯃꯤꯁꯟ ꯆꯥꯔꯖꯁꯤꯡ ꯂꯣꯏꯁꯤꯟꯅꯕꯥ ꯗꯣꯜꯂꯔ ꯃꯤꯂꯤꯌꯟ ꯆꯥꯝꯃꯒꯤ ꯄꯦꯅꯥꯜꯇꯤ ꯑꯃꯥ ꯄꯤꯅꯕꯥ ꯌꯥꯅꯈꯤ꯫ ꯃꯥꯏꯀꯦꯜ ꯗꯦꯜ ꯑꯃꯁꯨꯡ ꯍꯥꯟꯅꯒꯤ ꯁꯤ ꯏ ꯑꯣꯖꯦꯝꯁ ꯋꯦꯕ ꯁ꯭ꯄꯦꯁ ꯇꯦꯂꯤꯁꯀꯣꯞ ꯑꯁꯤ ꯃꯔꯨꯑꯣꯏꯅ ꯏꯟꯐ꯭ꯔꯥꯔꯦꯗ ꯑꯦꯁꯇ꯭ꯔꯣꯅꯣꯃꯤ ꯄꯥꯡꯊꯣꯛꯅꯕ ꯗꯤꯖꯥꯏꯟ ꯇꯧꯕ ꯁ꯭ꯄꯦꯁ ꯇꯦꯂꯤꯁꯀꯣꯞꯅꯤ꯫ ꯁ꯭ꯄꯦꯁꯇꯥ ꯈ꯭ꯋꯥꯏꯗꯒꯤ ꯆꯥꯎꯕ ꯑꯣꯞꯇꯤꯀꯦꯜ ꯇꯦꯂꯤꯁꯀꯣꯞ ꯑꯣꯏꯅ ꯃꯁꯤꯒꯤ ꯌꯥꯝꯅ ꯐꯒꯠꯂꯕ ꯏꯟꯐ꯭ꯔꯥꯔꯦꯗ ꯔꯤꯖꯣꯂꯨꯁꯟ ꯑꯃꯁꯨꯡ ꯁꯦꯟꯁꯤꯇꯤꯕꯤꯇꯤ ꯑꯁꯤꯅ ꯍꯕꯜ ꯁ꯭ꯄꯦꯁ ꯇꯦꯂꯤꯁꯀꯣꯞꯀꯤꯗꯃꯛ ꯌꯥꯝꯅ ꯑꯔꯤꯕ ꯂꯥꯞꯅ ꯂꯩꯕ ꯅꯠꯇ꯭ꯔꯒ ꯋꯥꯈꯜꯅ ꯂꯥꯝꯕ ꯋꯥꯕ ꯄꯣꯠꯁꯛꯁꯤꯡ ꯌꯦꯡꯕ ꯌꯥꯍꯜꯂꯤ꯫ ꯃꯁꯤꯅ ꯑꯦꯁꯇ꯭ꯔꯣꯅꯣꯃꯤ ꯑꯃꯁꯨꯡ ꯀꯣꯁꯃꯣꯂꯣꯖꯤꯒꯤ ꯂꯝ ꯄꯨꯝꯅꯃꯛꯇꯥ ꯄꯥꯛ ꯆꯥꯎꯔꯕ ꯊꯤꯖꯤꯟꯕꯒꯤ ꯊꯕꯛ ꯑꯃꯥ ꯇꯧꯕ ꯉꯝꯍꯟꯒꯅꯤ ꯍꯥꯏꯅ ꯄꯥꯅꯔꯤ ꯃꯗꯨꯗꯤ ꯑꯍꯥꯟꯕ ꯊꯥꯁꯤꯡ ꯌꯦꯡꯁꯤꯟꯕ ꯑꯃꯁꯨꯡ ꯑꯍꯥꯟꯕ ꯒꯦꯂꯦꯛꯁꯤꯁꯤꯡ ꯁꯦꯝꯕ ꯑꯃꯁꯨꯡ ꯄꯣꯇꯦꯟꯁꯤꯌꯦꯜ ꯑꯣꯏꯕ ꯑꯦꯛꯁꯣ ꯄ꯭ꯂꯥꯅꯦꯠꯁꯤꯡꯒꯤ ꯑꯦꯠꯃꯣꯁꯐꯤꯌꯔꯒꯤ ꯃꯑꯣꯡ ꯃꯇꯧꯁꯤꯡ ꯑꯀꯨꯞꯄ ꯃꯔꯣꯜ ꯄꯤꯕ ꯉꯝꯒꯅꯤ꯫ ꯖꯦꯝꯁ ꯋꯦꯕꯀꯤ ꯃꯤꯡꯁꯦꯜ ꯃꯔꯨꯑꯣꯏꯕ ꯈꯟꯒꯠꯂꯕ ꯊꯧꯔꯝꯁꯤꯡꯒꯤ ꯃꯇꯝ ꯂꯦꯞꯄ ꯃꯊꯪ ꯃꯤꯔꯣꯜꯒꯤ ꯁ꯭ꯄꯦꯁ ꯇꯦꯂꯤꯁꯀꯣꯞ ꯍꯧꯗꯣꯛꯈꯤ꯫ ꯅꯦꯛꯁꯦꯜ ꯀꯦꯟꯁꯦꯜ ꯇꯧꯈꯤ ꯖꯦꯝꯁ ꯋꯦꯕ ꯁ꯭ꯄꯦꯁ ꯇꯦꯂꯦꯁꯀꯣꯞꯀꯤ ꯇꯦꯛꯅꯣꯂꯣꯖꯤ ꯗꯦꯃꯣ ꯁꯦꯞꯇꯦꯝꯕꯔ ꯅꯦꯛꯁ ꯖꯦꯅꯦꯔꯦꯁꯟ ꯁ꯭ꯄꯦꯁ ꯇꯦꯛꯂꯦꯁꯀꯣꯞꯅ ꯖꯦꯝꯁ ꯋꯦꯕ ꯁ꯭ꯄꯦꯁ ꯇꯦꯂꯤꯁꯀꯣꯞ ꯍꯥꯏꯅ ꯃꯃꯤꯡ ꯊꯣꯟꯈꯤ꯫ ꯑꯦꯄ꯭ꯔꯤꯜ ꯃꯤꯁꯟ ꯀ꯭ꯔꯤꯇꯤꯀꯦꯜ ꯗꯤꯖꯥꯏꯟ ꯔꯤꯚꯤꯌꯨ ꯒꯤ ꯇꯦꯛꯅꯤꯀꯦꯜ ꯑꯣꯏꯕꯥ ꯁꯔꯨꯛ ꯑꯃꯥ ꯂꯥꯟꯊꯣꯛꯈꯤ꯫ ꯖꯨꯂꯥꯏ ꯖꯦꯝꯁ ꯋꯦꯕ ꯊꯧꯔꯥꯡ ꯑꯁꯤ ꯀꯦꯟꯁꯦꯜ ꯇꯧꯕꯒꯤ ꯆꯩꯊꯦꯡ ꯄꯤꯈꯤ꯫ ꯅꯕꯦꯝꯕꯔ ꯖꯦꯝꯁ ꯋꯦꯕ ꯁ꯭ꯄꯦꯁ ꯇꯦꯂꯤꯁꯀꯣꯞꯅꯥ ꯀꯦꯟꯁꯦꯜ ꯇꯧꯕꯒꯤ ꯍꯣꯠꯅꯔꯝꯕꯗꯨ ꯍꯤꯡꯈꯤ꯫ꯃꯥꯔꯆ: ꯏꯟꯇꯤꯒ꯭ꯔꯦꯇꯦꯗ ꯁꯥꯏꯟꯁ ꯈꯨꯠꯂꯥꯏ ꯃꯣꯗ꯭ꯌꯨꯜꯗ ꯐꯥꯏꯟ ꯒꯥꯏꯗꯦꯟꯁ ꯁꯦꯟꯁꯔ ꯑꯃꯁꯨꯡ ꯅꯤꯌꯔ ꯏꯟꯐ꯭ꯔꯥꯔꯦꯗ ꯏꯃꯦꯖꯔ ꯑꯃꯁꯨꯡ ꯁ꯭ꯂꯥꯏꯠꯂꯦꯁ ꯁ꯭ꯄꯦꯛꯇꯣꯒ꯭ꯔꯥꯞꯅꯥ ꯈꯤꯟꯈꯤ꯫ ꯃꯥꯔꯆ ꯅꯤꯌꯔ ꯏꯟꯐ꯭ꯔꯥꯔꯦꯗ ꯏꯃꯦꯖꯔ ꯑꯃꯁꯨꯡ ꯁ꯭ꯂꯥꯏꯠꯂꯦꯁ ꯄꯦꯛ ꯑꯁꯤ ꯏꯟꯇꯤꯒ꯭ꯔꯦꯇꯦꯗ ꯁꯕꯁꯀ꯭ꯔꯥꯏꯕꯔ ꯃꯣꯗꯨꯜ ꯗꯥ ꯄꯨꯟꯁꯤꯟꯈꯤ꯫ ꯐꯦꯕ꯭ꯔꯨꯋꯥꯔꯤ ꯄ꯭ꯔꯥꯏꯃꯥꯔꯤ ꯃꯤꯡꯁꯦꯜꯒꯤ ꯍꯦꯛꯁꯥꯒꯣꯅꯦꯜ ꯁꯦꯒꯃꯦꯟꯠꯁꯤꯡ ꯂꯣꯏꯁꯤꯟꯈꯤ꯫